ꯍꯟꯗꯛꯀꯤ ꯐꯤꯛꯁꯟ ꯅꯠꯇꯔꯒ ꯂꯤꯖꯦꯟ꯭ꯗꯒꯤ ꯋꯥꯔꯤ ꯑꯃ ꯁꯦꯝꯒꯠꯄ꯫ ꯃꯪꯀꯤ ꯅꯤꯡꯊꯧꯒꯤ ꯂꯤꯖꯦꯟ꯭ꯗ ꯃꯇꯝ ꯑꯃꯗ ꯌꯥꯝꯅ ꯂꯥꯞꯅ ꯂꯩꯕ ꯅꯤꯡꯊꯧ ꯂꯩꯕꯥꯛ ꯑꯃꯗ ꯁꯛꯇꯤ ꯂꯩꯔꯕ ꯃꯪꯀꯤ ꯅꯤꯡꯊꯧ ꯑꯃ ꯂꯩꯔꯝꯃꯤ꯫ ꯃꯍꯥꯛꯀꯤ ꯃꯃꯤꯡ ꯁꯟ ꯋꯨꯀꯣꯡ ꯀꯧꯏ ꯑꯃꯁꯨꯡ ꯃꯍꯥꯛꯀꯤ ꯊꯥꯖꯕ ꯌꯥꯗꯕ ꯄꯥꯡꯒꯜ, ꯈꯣꯡꯖꯦꯜ ꯑꯃꯁꯨꯡ ꯃꯦꯖꯤꯛ ꯄꯥꯋꯔꯒꯤꯗꯃꯛ ꯈꯡꯅꯔꯝꯃꯤ꯫ ꯁꯟ ꯋꯨꯀꯣꯡ ꯑꯁꯤ ꯄꯣꯛꯄꯗꯒꯤ ꯍꯧꯅ ꯃꯤꯅꯨꯡꯁꯤ ꯂꯩꯇꯔꯕ ꯃꯤꯁꯛ ꯑꯃꯅꯤ ꯑꯃꯁꯨꯡ ꯅꯤꯡꯊꯧ ꯂꯩꯕꯥꯛꯀꯤ ꯑꯇꯣꯞꯄ ꯁꯥ-ꯁꯟꯁꯤꯡꯗ ꯇ꯭ꯔꯤꯛ ꯇꯧꯕ ꯌꯥꯝꯅ ꯄꯥꯝꯃꯤ꯫ ꯑꯗꯨꯕꯨ ꯃꯍꯥꯛꯀꯤ ꯁꯥꯟꯅꯄꯣꯠꯀꯤ ꯃꯑꯣꯡ ꯃꯇꯧ ꯑꯗꯨ ꯑꯣꯏꯔꯕꯁꯨ ꯃꯍꯥꯛ ꯃꯤꯅꯨꯡꯁꯤ ꯂꯩꯕ ꯃꯤꯁꯛ ꯑꯃꯁꯨ ꯑꯣꯏꯔꯝꯃꯤ ꯑꯃꯁꯨꯡ ꯑꯌꯥꯝꯕꯅ ꯃꯍꯥꯛꯀꯤ ꯁꯛꯇꯤꯁꯤꯡ ꯑꯗꯨ ꯃꯊꯧ ꯇꯥꯕꯁꯤꯡꯗ ꯃꯇꯦꯡ ꯄꯥꯡꯕꯗ ꯁꯤꯖꯤꯟꯅꯔꯝꯃꯤ꯫ ꯅꯨꯃꯤꯠ ꯑꯃꯗ ꯑꯆꯧꯕ ꯑꯋꯥꯕ ꯑꯃ ꯅꯤꯡꯊꯧ ꯂꯩꯕꯥꯛ ꯑꯗꯨꯗ ꯂꯥꯛꯈꯤ, ꯃꯗꯨꯗ ꯑꯀꯤꯕ ꯄꯣꯛꯍꯟꯕ ꯌꯥꯕ ꯂꯥꯏꯅꯤꯡꯊꯧ ꯑꯃꯅ ꯑꯟꯗꯔꯋ꯭ꯔꯜꯗꯀꯤ ꯑꯋꯥꯡꯕ ꯃꯐꯝꯗꯒꯤ ꯊꯣꯔꯛꯈꯤ, ꯃꯗꯨꯒ ꯂꯣꯏꯅꯅ ꯑꯃꯝꯕꯒꯤ ꯂꯥꯟꯃꯤ ꯑꯃꯥ ꯄꯨꯔꯛꯈꯤ꯫ ꯂꯥꯏꯅꯤꯡꯊꯧ ꯑꯁꯤ ꯑꯁꯨꯛ ꯌꯥꯝꯅ ꯁꯛꯇꯤ ꯂꯩꯔꯝꯃꯤ ꯃꯗꯨꯗꯤ ꯃꯁꯤ ꯃꯥꯏꯊꯤꯕ ꯄꯤꯕ‌ ꯉꯝꯗꯕ ꯃꯑꯣꯡꯗ ꯎꯈꯤ, ꯑꯃꯁꯨꯡ ꯃꯁꯤꯒꯤ ꯃꯤꯅꯤꯌꯟꯁꯤꯡꯅ ꯂꯝꯗꯝ ꯑꯁꯤꯒꯤ ꯃꯐꯝ ꯀꯌꯥꯗ ꯁꯟꯗꯣꯛꯈꯤ, ꯃꯔꯥꯜ ꯂꯩꯖꯗ꯭ꯔꯕꯁꯤꯡꯗ ꯑꯆꯧꯕ ꯑꯃꯥꯡ ꯑꯇ ꯊꯣꯛꯍꯟꯈꯤ꯫ ꯃꯤꯌꯥꯝꯅ ꯃꯇꯦꯡ ꯄꯥꯡꯅꯕ ꯁꯟ ꯋꯨꯀꯣꯡꯗ ꯂꯥꯛꯈꯤ, ꯑꯃꯁꯨꯡ ꯃꯍꯥꯛꯅ ꯃꯍꯥꯛ ꯑꯣꯏꯔꯤꯕ ꯑꯆꯧꯕ ꯍꯤꯔꯣ ꯑꯃ ꯑꯣꯏꯅ ꯃꯈꯣꯏꯒꯤ ꯀꯜ ꯑꯗꯨꯒꯤ ꯄꯥꯎꯈꯨꯝ ꯄꯤꯕꯗꯥ ꯋꯥꯈꯜ ꯂꯥꯡꯇꯛꯅꯈꯤꯗꯦ꯫ ꯃꯍꯥꯛꯀꯤ ꯃꯦꯖꯤꯀꯦꯜ ꯁ꯭ꯇꯥꯐ ꯑꯃꯁꯨꯡ ꯃꯍꯥꯛꯀꯤ ꯉꯝꯈꯩ ꯂꯩꯇꯕ ꯊꯧꯅꯥꯒ ꯂꯣꯏꯅꯅ ꯂꯥꯟꯊꯦꯡꯅꯗꯨꯅ ꯃꯪꯀꯤ ꯅꯤꯡꯊꯧꯅ ꯂꯥꯏꯅꯤꯡꯊꯧꯒ ꯊꯦꯡꯅꯅꯕ ꯊꯧꯔꯥꯡ ꯇꯧꯈꯤ ꯑꯃꯁꯨꯡ ꯃꯁꯤꯒꯤ ꯑꯔꯥꯟꯕ ꯊꯧꯑꯣꯡ ꯑꯁꯤ ꯂꯣꯏꯁꯤꯟꯈꯤ꯫ ꯁꯟ ꯋꯨꯀꯣꯡ ꯑꯃꯁꯨꯡ ꯂꯥꯏꯅꯤꯡꯊꯧꯒꯤ ꯃꯔꯛꯇ ꯂꯥꯟ ꯑꯗꯨ ꯅꯨꯃꯤꯠ ꯀꯌꯥꯅꯤ ꯆꯠꯊꯈꯤ, ꯃꯔꯝꯗꯤ ꯂꯥꯟꯃꯤ ꯑꯃꯠꯇꯅ ꯃꯀꯣꯛ ꯊꯣꯡꯕ ꯉꯝꯈꯤꯗꯕ ꯎꯈꯤ꯫ ꯑꯗꯨꯕꯨ ꯑꯔꯣꯏꯕꯗ, ꯑꯆꯧꯕ ꯈꯣꯡꯊꯥꯡ ꯑꯃꯒ ꯂꯣꯏꯅꯅ, ꯃꯪꯀꯤ ꯅꯤꯡꯊꯧꯅ ꯂꯥꯏꯅꯤꯡꯊꯧ ꯑꯗꯨꯒꯤ ꯃꯀꯣꯛꯇ ꯁꯣꯛꯍꯟꯗꯨꯅ ꯃꯗꯨ ꯂꯥꯛꯈꯤꯕ ꯃꯐꯝꯗꯒꯤ ꯑꯟꯗꯔꯋ꯭ꯔꯜꯗꯇ ꯑꯃꯨꯛ ꯍꯟꯅ ꯊꯥꯔꯛꯈꯤ꯫ ꯅꯤꯡꯊꯧ ꯂꯩꯕꯥꯛ ꯑꯗꯨ ꯀꯟꯕꯤꯈꯤ, ꯃꯤꯌꯥꯝꯅ ꯁꯟ ꯋꯨꯀꯣꯡꯕꯨ ꯃꯈꯣꯏꯒꯤ ꯍꯤꯔꯣ ꯑꯣꯏꯅ ꯊꯥꯒꯠꯈꯤ꯫ ꯃꯍꯥꯛꯀꯤ ꯊꯧꯅ ꯑꯃꯁꯨꯡ ꯄꯥꯡꯒꯜꯅ ꯃꯈꯣꯏ ꯄꯨꯝꯅꯃꯛꯄꯨ ꯑꯀꯛꯅꯕ ꯑꯋꯥꯕ ꯑꯃꯗꯒꯤ ꯀꯟꯕꯤꯈꯤ ꯑꯃꯁꯨꯡ ꯃꯍꯥꯛ ꯃꯇꯝ ꯆꯨꯞꯄꯗ ꯑꯆꯨꯝꯕ ꯑꯃꯁꯨꯡ ꯑꯆꯨꯝꯕ ꯋꯥꯌꯦꯜꯒꯤ ꯆꯦꯝꯄꯤꯌꯟ ꯑꯃ ꯑꯣꯏꯅ ꯈꯡꯅꯔꯛꯈꯤ꯫ ꯑꯃꯁꯨꯡ ꯃꯍꯥꯛꯅ ꯃꯍꯥꯛꯀꯤ ꯑꯔꯥꯟꯕ ꯊꯧꯑꯣꯡꯁꯤꯡ ꯑꯗꯨ ꯃꯈꯥ ꯇꯥꯅ ꯁꯥꯟꯅꯔꯕꯁꯨ, ꯅꯤꯡꯊꯧ ꯂꯩꯕꯥꯛꯀꯤ ꯃꯤꯌꯥꯝꯅ ꯃꯍꯥꯛꯄꯨ ꯍꯦꯟꯅ ꯅꯨꯡꯁꯤꯖꯈꯤ, ꯃꯔꯝꯗꯤ ꯃꯈꯣꯏꯅ ꯈꯪꯏ ꯃꯗꯨꯗꯤ ꯊꯝꯃꯣꯏꯗ ꯃꯪꯀꯤ ꯅꯤꯡꯊꯧ ꯑꯁꯤ ꯑꯆꯨꯝꯕ ꯍꯤꯔꯣ ꯑꯃꯅꯤ꯫